ꯍꯟꯗꯛꯇ ꯄꯣꯂꯤꯅꯦꯇꯔ ꯄꯣꯄꯨꯂꯦꯁꯟ ꯍꯟꯊꯔꯛꯄꯒꯤ ꯑꯣꯏꯊꯣꯛꯄ ꯌꯥꯕ ꯃꯌꯦꯛ ꯁꯦꯡꯅ ꯇꯥꯛꯄ꯫ ꯍꯟꯗꯛꯇ ꯄꯣꯂꯤꯅꯦꯇꯔ ꯄꯣꯄꯨꯂꯦꯁꯟ ꯍꯟꯊꯔꯛꯄ ꯑꯁꯤ ꯑꯃꯒ ꯑꯃꯒ ꯃꯔꯤ ꯂꯩꯅꯕ ꯐꯦꯛꯇꯔ ꯀꯌꯥꯅ ꯃꯔꯝ ꯑꯣꯏꯗꯨꯅ ꯑꯣꯏꯔꯛꯄꯅꯤ ꯍꯥꯏꯅ ꯂꯧꯅꯩ꯫ ꯑꯆꯧꯕ ꯐꯦꯛꯇꯔ ꯑꯃꯗꯤ ꯍꯦꯕꯤꯇꯦꯠ ꯃꯥꯡꯍꯟꯕ ꯑꯃꯁꯨꯡ ꯈꯥꯏꯗꯣꯛꯄ, ꯍꯥꯢꯕꯗꯤ ꯎꯃꯪ ꯂꯧꯊꯣꯛꯄ ꯑꯃꯁꯨꯡ ꯎꯃꯪꯒꯤ ꯂꯝꯁꯤꯡ ꯑꯁꯤ ꯂꯧꯎ-ꯁꯤꯡꯎ, ꯁꯍꯔ ꯑꯃꯁꯨꯡ ꯂꯂꯣꯟ-ꯏꯇꯤꯛꯀꯤ ꯃꯐꯝꯁꯤꯡꯗ ꯑꯣꯟꯊꯣꯛꯄꯅꯤ꯫ ꯃꯁꯤꯅ ꯃꯔꯝ ꯑꯣꯏꯗꯨꯅ ꯄꯣꯂꯤꯅꯦꯇꯔ ꯍꯥꯏꯕꯦꯇꯁꯤꯡꯒꯤ ꯃꯔꯨꯑꯣꯏꯕ ꯀꯝꯄꯣꯅꯦꯟꯇꯁꯤꯡ ꯑꯣꯏꯔꯤꯕꯥ ꯐ꯭ꯂꯣꯔꯥꯜ ꯁꯣꯔꯁꯁꯤꯡ, ꯁꯦꯂꯇꯔꯁꯤꯡ ꯑꯃꯁꯨꯡ ꯅꯦꯁ꯭ꯇꯤꯡ ꯁꯥꯏꯠꯁꯤꯡ ꯃꯥꯡꯈ꯭ꯔꯦ꯫ ꯑꯇꯣꯞꯄ ꯃꯔꯝ ꯑꯃꯅ ꯄꯣꯂꯤꯅꯦꯇꯔꯁꯤꯡꯗ ꯌꯥꯝꯅ ꯁꯣꯛꯍꯜꯂꯤꯕ ꯄꯦꯁ꯭ꯇꯤꯁꯥꯏꯗꯁꯤꯡ, ꯃꯔꯨꯑꯣꯏꯅꯥ ꯅꯤꯑꯣꯅꯤꯀꯣꯇꯤꯅꯣꯏꯗ ꯏꯟꯁꯦꯛꯇꯤꯁꯥꯏꯗꯁꯤꯡ ꯄꯥꯛ ꯁꯟꯅ ꯁꯤꯖꯤꯟꯅꯕ ꯑꯁꯤꯅꯤ꯫ ꯐꯨꯜ ꯄꯥꯝꯕꯤꯁꯤꯡꯗ ꯏꯁꯤꯡ ꯇꯨꯡꯁꯤꯟꯕ ꯃꯇꯝꯗ ꯏꯅꯁꯦꯛꯇꯤꯁꯥꯏꯗꯁꯤꯡ ꯑꯁꯤꯅ ꯄꯣꯂꯟ ꯑꯃꯁꯨꯡ ꯅꯦꯛꯇꯔ ꯁꯣꯛꯍꯟꯕ ꯌꯥꯏ꯫ ꯃꯗꯨ ꯃꯇꯨꯡꯗ ꯄꯣꯂꯤꯅꯦꯇꯔꯁꯤꯡꯅ ꯁꯤꯖꯤꯟꯅꯩ꯫ ꯀꯦꯃꯤꯀꯦꯜꯁꯤꯡ ꯑꯁꯤꯅ ꯁꯣꯛꯍꯟꯕꯅ ꯍꯛꯊꯦꯡꯅꯅ ꯁꯤꯍꯟꯕ ꯅꯠꯇ꯭ꯔꯒ ꯁꯤꯍꯟꯕ ꯌꯥꯕ ꯏꯐꯦꯛꯇꯁꯤꯡ ꯊꯣꯛꯍꯟꯕ ꯌꯥꯏ꯫ ꯃꯈꯣꯏ ꯑꯗꯨꯗꯤ ꯃꯍꯤꯛ-ꯃꯇꯥꯏꯁꯤꯡꯗ ꯇꯝꯕ, ꯅꯤꯡꯁꯤꯡꯕ ꯑꯃꯁꯨꯡ ꯃꯆꯤꯟꯖꯥꯛ ꯊꯤꯕꯒꯤ ꯊꯧꯑꯣꯡꯁꯤꯡꯗ ꯑꯀꯥꯏꯕ ꯄꯤꯕ ꯌꯥꯏ꯫ ꯄꯣꯂꯤꯅꯦꯇ꯭ꯔꯁꯤꯡ ꯑꯁꯤ ꯃꯥꯏꯠ, ꯕꯦꯛꯇꯦꯔꯤꯌꯥ ꯑꯃꯁꯨꯡ ꯚꯥꯏꯔꯁ ꯌꯥꯎꯅ ꯄꯦꯔꯥꯁꯥꯏꯠꯁꯤꯡ ꯑꯃꯁꯨꯡ ꯂꯥꯏꯅꯥꯁꯤꯡ ꯁꯟꯗꯣꯔꯛꯄꯗꯒꯤꯁꯨ ꯁꯣꯛꯍꯜꯂꯤ꯫ ꯍꯥꯏꯔꯤꯕ ꯄꯦꯊꯣꯖꯦꯟ ꯈꯔꯗꯤ ꯀꯝꯃꯔꯁꯤꯑꯦꯜ ꯃꯍꯤꯛ ꯆꯦꯜꯂꯕ ꯃꯤꯑꯣꯏꯁꯤꯡꯅ ꯁꯟꯗꯣꯛꯏ꯫ ꯃꯈꯣꯏꯅ ꯃꯈꯣꯏꯒꯤ ꯍꯥꯏꯕꯁꯤꯡ ꯑꯁꯤ ꯄꯣꯂꯤꯅꯦꯁꯟ ꯁꯔꯚꯤꯁꯁꯤꯡꯒꯤꯗꯃꯛꯇ ꯂꯩꯕꯥꯛ ꯁꯤꯟꯕ ꯊꯨꯡꯅ ꯄꯨꯊꯣꯛ ꯄꯨꯁꯤꯟ ꯇꯧꯏ꯫ ꯃꯁꯤꯅ ꯃꯐꯝ ꯑꯗꯨꯒꯤ ꯃꯍꯤꯛ-ꯃꯇꯥꯏꯁꯤꯡꯒꯤ ꯃꯤꯁꯤꯡꯗ ꯂꯥꯏꯅꯥꯁꯤꯡ ꯊꯣꯛꯍꯟꯕ ꯌꯥꯏ꯫ ꯀ꯭ꯂꯥꯏꯃꯦꯠ ꯆꯦꯟꯖ ꯑꯁꯤꯁꯨ ꯃꯔꯨꯑꯣꯏꯕ ꯐꯦꯛꯇꯔ ꯑꯃꯅꯤ꯫ ꯃꯔꯝꯗꯤ ꯇꯦꯝꯄꯦꯔꯦꯆꯔ ꯑꯃꯁꯨꯡ ꯄ꯭ꯔꯦꯁꯤꯄꯤꯇꯦꯁꯟꯒꯤ ꯃꯑꯣꯡ-ꯃꯇꯧꯗ ꯑꯍꯣꯡꯕ ꯂꯥꯛꯄꯅ ꯃꯍꯩ-ꯃꯔꯣꯡ ꯊꯥꯕꯒꯤ ꯃꯇꯝ ꯍꯣꯡꯗꯣꯛꯄ ꯌꯥꯏ꯫ ꯑꯃꯁꯨꯡ ꯄꯣꯂꯤꯅꯦꯁꯟ ꯁꯣꯛꯍꯟꯕ ꯌꯥꯏ꯫ ꯑꯄꯨꯟꯕ ꯑꯣꯏꯅ ꯄꯣꯂꯤꯅꯦꯇꯔ ꯄꯣꯄꯨꯂꯦꯁꯟ ꯍꯟꯊꯔꯛꯄ ꯑꯁꯤ ꯑꯀꯣꯏꯔꯣꯟꯒꯤ ꯁ꯭ꯇꯔꯦꯁꯔꯁꯤꯡꯒꯤ ꯀꯝꯕꯤꯅꯦꯁꯟ ꯑꯃꯅ ꯊꯣꯛꯍꯟꯕ ꯑꯔꯨꯕ ꯋꯥꯐꯝ ꯑꯃꯅꯤ꯫ ꯃꯔꯨꯑꯣꯏꯕ ꯁ꯭ꯄꯤꯁꯤꯁꯁꯤꯡ ꯑꯁꯤꯕꯨ ꯉꯥꯛ-ꯁꯦꯟꯅꯕ, ꯍꯤꯡꯐꯃꯁꯤꯡ ꯉꯥꯛꯇꯨꯅ ꯊꯝꯅꯕ ꯑꯃꯁꯨꯡ ꯑꯃꯨꯛ ꯍꯟꯅ ꯁꯦꯃꯒꯠꯅꯕ, ꯃꯥꯡ-ꯇꯥꯛꯅꯤꯡꯉꯥꯏ ꯑꯣꯏꯕ ꯄꯦꯁ꯭ꯇꯤꯁꯥꯏꯗꯁꯤꯡ ꯁꯤꯖꯤꯟꯅꯕ ꯍꯟꯊꯍꯟꯅꯕ ꯑꯃꯁꯨꯡ ꯇꯨꯡ ꯀꯣꯏꯅ ꯆꯠꯀꯗꯕ ꯂꯧꯎ-ꯁꯤꯡꯎꯒꯤ ꯊꯧꯑꯣꯡꯁꯤꯡ ꯌꯣꯛꯈꯠꯅꯕ, ꯂꯥꯌꯅꯥ ꯑꯃꯁꯨꯡ ꯄꯦꯔꯥꯁꯥꯏꯠꯁꯤꯡ ꯁꯟꯗꯣꯀꯄꯥ ꯀꯟꯠꯔꯣꯜ ꯇꯧꯅꯕ, ꯑꯃꯁꯨꯡ ꯀ꯭ꯂꯥꯏꯃꯦꯠ ꯆꯦꯟꯖꯒꯤ ꯏꯝꯄꯦꯛꯇꯁꯤꯡ ꯍꯟꯊꯍꯟꯅꯕ ꯍꯣꯠꯅꯕ ꯃꯊꯧ ꯇꯥꯏ꯫ ꯇꯤꯝꯁꯤꯡꯅ ꯏꯐꯤꯁꯤꯌꯦꯟꯇ ꯑꯣꯏꯅ ꯊꯕꯛ ꯇꯧꯕ ꯑꯃꯁꯨꯡ ꯃꯈꯣꯏꯒꯤ ꯄꯥꯟꯗꯝꯁꯤꯡ ꯐꯪꯅꯕ ꯏꯐꯦꯛꯇꯤꯕ ꯀꯝꯝꯌꯨꯅꯤꯀꯦꯁꯟ ꯑꯁꯤ ꯌꯥꯝꯅ ꯃꯔꯨꯑꯣꯏ꯫ ꯃꯈꯥꯗ ꯇꯤꯝ ꯑꯃꯒꯤ ꯃꯅꯨꯡꯗ ꯏꯐꯤꯁꯤꯑꯦꯟꯇ ꯑꯣꯏꯕ ꯄꯥꯎ ꯐꯥꯎꯗꯣꯛ-ꯐꯥꯎꯖꯤꯟ ꯇꯧꯕꯗ ꯂꯥꯏꯊꯣꯛꯍꯟꯕ ꯉꯝꯕ ꯑꯣꯏꯊꯣꯛꯄ ꯌꯥꯕ ꯈꯨꯠꯂꯥꯏ ꯑꯍꯨꯝ ꯌꯥꯎꯏ: ꯃꯦꯁꯦꯖꯤꯡ ꯄ꯭ꯂꯦꯇꯐꯣꯔꯃꯁꯤꯡ: ꯁ꯭ꯂꯦꯛ, ꯃꯥꯏꯀ꯭ꯔꯣꯁꯣꯐꯠ ꯇꯤꯝꯁꯤꯡ, ꯒꯨꯒꯜ ꯆꯦꯠ, ꯅꯠꯇ꯭ꯔꯒ ꯗꯤꯁ꯭ꯀꯣꯔꯗꯒꯨꯝꯕ ꯏꯅꯁ꯭ꯇꯦꯟꯇ ꯃꯦꯁꯦꯖꯤꯡ ꯄ꯭ꯂꯦꯇꯐꯣꯔꯃꯁꯤꯡꯅ ꯇꯤꯝꯁꯤꯡꯒꯤ ꯃꯅꯨꯡꯗ ꯄꯥꯎ ꯐꯥꯎꯗꯣꯛ-ꯐꯥꯎꯖꯤꯟ ꯇꯧꯕꯗ ꯂꯥꯏꯊꯣꯛꯍꯟꯅꯕ ꯐꯤꯆꯔ ꯀꯌꯥ ꯑꯃ ꯄꯤꯔꯤ꯫ ꯇꯤꯝ ꯃꯦꯝꯕꯔꯁꯤꯡꯅ ꯔꯤꯑꯦꯜ-ꯇꯥꯏꯝꯗ ꯄꯥꯎ ꯐꯥꯎꯅꯕ ꯌꯥꯏ꯫ ꯐꯥꯏꯜ ꯅꯠꯇ꯭ꯔꯒ ꯃꯦꯗꯤꯌꯥꯗ ꯑꯦꯛꯁꯆꯦꯟꯖ ꯇꯧꯕ ꯌꯥꯏ꯫ ꯇꯣꯉꯥꯟ ꯇꯣꯉꯥꯟꯕ ꯄ꯭ꯔꯣꯖꯦꯛꯇꯁꯤꯡꯒꯤꯗꯃꯛꯇ ꯇꯣꯉꯥꯟ ꯇꯣꯉꯥꯟꯕ ꯆꯦꯅꯦꯜꯁꯤꯡ ꯁꯦꯝꯕ ꯌꯥꯏ꯫ ꯑꯃꯁꯨꯡ ꯑꯇꯣꯞꯄ ꯄ꯭ꯔꯣꯖꯦꯛꯇ ꯃꯦꯅꯦꯖꯃꯦꯟꯇ ꯇꯨꯂꯁꯤꯡꯒ ꯏꯟꯇꯤꯒ꯭ꯔꯦꯠ ꯇꯧꯕ ꯌꯥꯏ꯫ ꯚꯤꯗꯤꯑꯣ ꯀꯅꯐꯔꯦꯟꯁꯤꯡꯒꯤ ꯈꯨꯠꯂꯥꯢꯁꯤꯡ: ꯔꯤꯃꯣꯠꯀꯤ ꯊꯕꯛ ꯍꯦꯅꯒꯠꯂꯛꯄꯒ ꯂꯣꯏꯅꯅ ꯖꯨꯝ ꯅꯠꯇ꯭ꯔꯒ ꯒꯨꯒꯜ ꯃꯤꯇꯒꯨꯝꯕ ꯚꯤꯗꯤꯑꯣ ꯀꯅꯐꯔꯦꯟꯁꯤꯡꯒꯤ ꯈꯨꯠꯂꯥꯏꯁꯤꯡ ꯑꯁꯤ ꯐꯦꯁ-ꯇꯨ-ꯐꯦꯁ ꯏꯟꯇꯔꯦꯛꯁꯅꯁꯤꯡ ꯁꯤꯃꯨꯂꯦꯠ ꯇꯧꯕꯗ ꯌꯥꯝꯅ ꯃꯔꯨ ꯑꯣꯏꯔꯦ꯫ ꯈꯨꯠꯂꯥꯏꯁꯤꯡ ꯑꯁꯤꯅ ꯚꯔꯆꯨꯑꯦꯜ ꯑꯣꯏꯕ ꯃꯤꯐꯝꯁꯤꯡ, ꯋꯦꯕꯤꯅꯥꯔꯁꯤꯡ, ꯑꯃꯁꯨꯡ ꯄ꯭ꯔꯖꯦꯟꯇꯦꯁꯟꯁꯤꯡ ꯄꯥꯡꯊꯣꯛꯄꯒꯤ ꯈꯨꯗꯣꯡꯆꯥꯕ ꯄꯤꯔꯤ꯫ ꯇꯤꯝ ꯃꯦꯝꯕꯔꯁꯤꯡꯅ ꯗꯣꯀꯨꯃꯦꯟꯇꯁꯤꯡꯗ ꯄꯨꯟꯅ ꯊꯕꯛ ꯇꯧꯃꯤꯟꯅꯅꯕ ꯃꯈꯣꯏꯒꯤ ꯁ꯭ꯀꯔꯤꯅꯁꯤꯡ ꯁꯦꯌꯔ ꯇꯧꯕꯥ ꯌꯥꯏ꯫ ꯚꯔꯆꯨꯑꯦꯜ ꯋꯥꯏꯠꯕꯣꯔꯗꯁꯤꯡ ꯁꯤꯖꯤꯟꯅꯕ ꯌꯥꯏ ꯑꯃꯁꯨꯡ ꯇꯨꯡꯗ ꯔꯤꯐꯔꯦꯟꯁ ꯇꯧꯅꯕꯒꯤꯗꯃꯛ ꯃꯤꯐꯝꯁꯤꯡ ꯔꯦꯀꯣꯔꯗ ꯇꯧꯕ ꯌꯥꯏ꯫